ꯋꯥꯈꯜꯂꯣꯟ ꯑꯅꯤ ꯑꯁꯤꯒꯤ ꯃꯔꯛꯇ ꯂꯩꯕꯥ ꯈꯦꯠꯅꯕ ꯃꯔꯤ ꯂꯤꯁ꯭ꯠ ꯇꯧ꯫ ꯑꯥꯔꯇꯤꯐꯤꯁꯤꯑꯦꯜ ꯏꯟꯇꯦꯂꯤꯖꯦꯟꯁ ꯑꯃꯁꯨꯡ ꯃꯦꯁꯤꯟ ꯂꯔꯅꯤꯡ꯫ ꯋꯥꯍꯟꯊꯣꯛ: ꯑꯥꯔꯇꯤꯐꯤꯁꯤꯑꯦꯜ ꯏꯟꯇꯦꯂꯤꯖꯦꯟꯁ ꯍꯥꯏꯕꯁꯤ ꯃꯤꯑꯣꯏꯕꯒꯤ ꯂꯝꯆꯠ-ꯁꯥꯖꯠ ꯑꯃꯁꯨꯡ ꯋꯥꯈꯜ ꯈꯟꯕ ꯉꯝꯕꯁꯤꯡ ꯑꯗꯨ ꯔꯤꯄꯂꯤꯀꯦꯠ ꯇꯧꯅꯕ ꯄ꯭ꯔꯣꯒ꯭ꯔꯥꯝ ꯇꯧꯔꯕ ꯃꯦꯁꯤꯟꯁꯤꯡꯗ ꯃꯤꯑꯣꯏꯕꯒꯤ ꯏꯟꯇꯦꯂꯤꯖꯦꯟꯁꯀꯤ ꯁꯤꯃꯨꯂꯦꯁꯟ ꯑꯗꯨꯕꯨ ꯈꯪꯅꯩ꯫ ꯃꯥꯏꯀꯩ ꯑꯃꯔꯣꯝꯗ, ꯃꯦꯁꯤꯟ ꯂꯔꯅꯤꯡ ꯑꯁꯤ ꯑꯥꯔꯇꯤꯐꯤꯁꯤꯑꯦꯜ ꯏꯟꯇꯦꯂꯤꯖꯦꯟꯁꯒꯤ ꯁꯕꯁ‌ꯦꯠ ꯑꯃꯅꯤ, ꯃꯁꯤꯅ ꯑꯦꯜꯒꯣꯔꯤꯊꯝ ꯑꯃꯁꯨꯡ ꯗꯦꯇꯥ ꯁꯤꯖꯤꯟꯅꯗꯨꯅ ꯃꯦꯁꯤꯟꯁꯤꯡꯅ ꯑꯀꯛꯅꯕ ꯊꯕꯛ ꯑꯃꯗ ꯃꯈꯣꯏꯒꯤ ꯄꯔꯐꯣꯃꯦꯟꯁ ꯐꯒꯠꯍꯟꯕ ꯉꯝꯍꯟꯅꯕ ꯃꯌꯦꯛ ꯁꯦꯡꯕ ꯄ꯭ꯔꯣꯒ꯭ꯔꯥꯃꯤꯡ ꯇꯧꯗꯅ ꯇꯧꯕ ꯉꯝꯍꯜꯂꯤ꯫ ꯁ꯭ꯀꯣꯞ: ꯑꯥꯔꯇꯤꯐꯤꯁꯤꯑꯦꯜ ꯏꯟꯇꯦꯂꯤꯖꯦꯟꯁꯑꯦꯅꯥ ꯔꯨꯜꯗ ꯌꯨꯝꯐꯝ ꯑꯣꯏꯕ ꯁꯤꯁ꯭ꯇꯦꯝꯁꯤꯡ, ꯑꯦꯛꯁꯄꯔꯠ ꯁꯤꯁ꯭ꯇꯦꯝꯁꯤꯡ, ꯑꯃꯁꯨꯡ ꯅ꯭ꯌꯨꯔꯜ ꯅꯦꯇꯋꯥꯔꯛꯁꯤꯡ ꯌꯥꯎꯅ ꯇꯦꯛꯅꯣꯂꯣꯖꯤ ꯑꯃꯁꯨꯡ ꯇꯦꯛꯅꯤꯛꯁꯤꯡꯒꯤ ꯄꯥꯛ ꯆꯥꯎꯔꯕ ꯔꯦꯟꯖ ꯑꯃ ꯌꯥꯎꯔꯤ꯫ ꯑꯗꯨꯝ ꯑꯣꯏꯅꯃꯛ, ꯃꯦꯁꯤꯟ ꯂꯔꯅꯤꯡ ꯑꯁꯤ ꯁ꯭ꯀꯣꯞꯇ ꯍꯦꯟꯅ ꯅꯦꯝꯃꯤ ꯑꯃꯁꯨꯡ ꯗꯦꯇꯥꯗ ꯄꯦꯇꯔꯟꯁꯤꯡ ꯊꯤꯕ ꯉꯝꯕ ꯑꯃꯁꯨꯡ ꯄ꯭ꯔꯤꯗꯤꯛꯁꯟ ꯇꯧꯕ ꯉꯝꯕ ꯑꯦꯜꯒꯣꯔꯤꯊꯝꯁꯤꯡ ꯁꯦꯝꯒꯠꯄꯗ ꯑꯀꯛꯅꯅ ꯃꯤꯠꯌꯦꯡ ꯊꯝꯂꯤ꯫ ꯇꯝꯅꯕꯒꯤ ꯊꯧꯑꯣꯡ: ꯑꯥꯔꯇꯤꯐꯤꯁꯤꯑꯦꯜ ꯏꯟꯇꯦꯂꯤꯖꯦꯟꯁ ꯑꯦꯄ꯭ꯂꯤꯀꯦꯁꯟ: ꯑꯥꯔꯇꯤꯐꯤꯁꯤꯑꯦꯜ ꯏꯟꯇꯦꯂꯤꯖꯦꯟꯁꯅꯥ ꯃꯤꯑꯣꯏꯕꯒꯤ ꯋꯥꯍꯩ ꯈꯪꯕꯗꯒꯤ ꯍꯧꯔꯒ ꯑꯔꯨꯕ ꯁꯃꯁ꯭ꯌꯥꯁꯤꯡ ꯀꯣꯛꯍꯟꯕꯐꯥꯎꯕ ꯄꯥꯛ ꯆꯥꯎꯔꯕ ꯊꯕꯛ ꯀꯌꯥꯗ ꯁꯤꯖꯤꯟꯅꯕ ꯌꯥꯏ꯫ ꯃꯥꯏꯀꯩ ꯑꯃꯔꯣꯝꯗ, ꯃꯦꯁꯤꯟ ꯂꯔꯅꯤꯡ ꯑꯁꯤ ꯃꯍꯧꯁꯥꯅ ꯄ꯭ꯔꯤꯗꯤꯛꯁꯟ ꯌꯥꯎꯕ ꯊꯕꯛꯁꯤꯡ, ꯈꯨꯗꯝ ꯑꯣꯏꯅ ꯐ꯭ꯔꯣꯗ ꯗꯤꯇꯦꯛꯇꯦꯁꯟ ꯅꯠꯇꯔꯒ ꯐꯣꯔꯀꯥꯁ꯭ꯇꯤꯡꯗ ꯁꯤꯖꯤꯟꯅꯩ꯫ ꯏꯟꯁ꯭ꯇꯔꯛꯁꯟꯁꯤꯡ ꯑꯃꯁꯨꯡ ꯏꯟꯄꯨꯠꯁꯤꯡ ꯄꯤꯔꯕ ꯑꯥꯎꯠꯄꯨꯠ ꯑꯗꯨ ꯁꯄꯂꯥꯏ ꯇꯧ꯫ ꯁꯣꯐꯠꯋꯥꯌꯔ ꯗꯤꯚꯦꯂꯞꯃꯦꯟ ꯃꯦꯊꯠ ꯑꯍꯨꯝ ꯂꯤꯁ꯭ꯠ ꯇꯧ꯫ ꯋꯥꯇꯔꯐꯣꯜ ꯃꯣꯗꯦꯜ: ꯃꯁꯤ ꯁꯣꯐꯋꯦꯌꯔ ꯗꯤꯕꯦꯂꯞꯃꯦꯟꯠꯀꯤ ꯁꯤꯀꯨꯑꯦꯟꯁꯤꯑꯦꯜ ꯑꯦꯄꯔꯣꯆ ꯑꯃꯅꯤ, ꯃꯐꯝ ꯑꯗꯨꯗ ꯄ꯭ꯔꯣꯒ꯭ꯔꯦꯁ ꯑꯁꯤ ꯃꯊꯧ ꯇꯥꯕꯁꯤꯡ ꯑꯦꯅꯥꯂꯥꯏꯁꯤꯁ, ꯗꯤꯖꯥꯏꯟ, ꯏꯝꯄꯂꯤꯃꯦꯟꯇꯦꯁꯟ, ꯇꯦꯁ꯭ꯠ ꯇꯧꯕ, ꯗꯤꯄꯂꯣꯏꯃꯦꯟꯠ, ꯑꯃꯁꯨꯡ ꯃꯦꯟꯇꯦꯅꯦꯟꯁꯒꯨꯝꯕ ꯇꯥꯡꯀꯛ ꯀꯌꯥꯒꯤ ꯈꯨꯠꯊꯥꯡꯗ ꯃꯈꯥꯗ ꯆꯠꯂꯤ꯫ ꯑꯦꯖꯤꯜ ꯗꯤꯕꯦꯂꯞꯃꯦꯟꯠ: ꯃꯁꯤ ꯐ꯭ꯂꯦꯛꯁꯤꯕꯤꯂꯤꯇꯤ ꯑꯃꯁꯨꯡ ꯀꯣꯂꯥꯕꯣꯔꯦꯁꯟꯗ ꯑꯀꯟꯕ ꯋꯥꯐꯝ ꯊꯝꯂꯤꯕ ꯁꯣꯐꯋꯦꯌꯔ ꯗꯤꯕꯦꯂꯞꯃꯦꯟꯠꯀꯤ ꯏꯇꯤꯔꯦꯇꯤꯕ ꯑꯦꯄꯔꯣꯆ ꯑꯃꯅꯤ꯫ ꯗꯤꯕꯦꯂꯞꯃꯦꯟꯠ ꯄ꯭ꯔꯣꯁꯦꯁ ꯑꯁꯤ ꯑꯄꯤꯛꯄ ꯏꯟꯀꯔꯤꯃꯦꯟꯁꯤꯡꯗ ꯈꯥꯏꯗꯣꯛꯏ, ꯃꯁꯤꯗ ꯐꯤꯗꯕꯦꯛ ꯑꯃꯁꯨꯡ ꯍꯣꯡꯂꯛꯂꯤꯕ ꯃꯊꯧ ꯇꯥꯕꯁꯤꯡꯗ ꯌꯨꯝꯐꯝ ꯑꯣꯏꯔꯒ ꯆꯥꯡ ꯅꯥꯏꯅ ꯆꯦꯛ-ꯏꯟ ꯇꯧꯕ ꯑꯃꯁꯨꯡ ꯑꯦꯗꯖꯁ꯭ꯇꯃꯦꯟꯇꯁꯤꯡ ꯇꯧꯏ꯫ ꯗꯦꯕꯑꯣꯞꯁ: ꯃꯁꯤ ꯗꯤꯕꯦꯂꯞꯃꯦꯟꯠ ꯑꯃꯁꯨꯡ ꯑꯣꯄꯔꯦꯁꯟꯒꯤ ꯇꯤꯝꯁꯤꯡꯒꯤ ꯃꯔꯛꯇ ꯄꯨꯟꯅ ꯊꯕꯛ ꯇꯧꯃꯤꯟꯅꯕ ꯑꯃꯁꯨꯡ ꯄꯥꯎ ꯐꯥꯎꯅꯕꯗ ꯑꯀꯟꯕ ꯋꯥꯐꯝ ꯊꯝꯂꯤꯕ ꯁꯣꯐꯋꯦꯌꯔ ꯗꯤꯕꯦꯂꯞꯃꯦꯟꯠ ꯃꯦꯊꯗ ꯑꯃꯅꯤ, ꯃꯁꯤꯒꯤ ꯄꯥꯟꯗꯝꯗꯤ ꯗꯤꯕꯦꯂꯞꯃꯦꯟꯇ ꯄ꯭ꯔꯣꯁꯦꯁ ꯑꯁꯤ ꯂꯥꯏꯊꯣꯛꯍꯟꯕ ꯑꯃꯁꯨꯡ ꯁꯣꯐꯋꯦꯌꯔ ꯗꯦꯂꯤꯕꯔꯤꯒꯤ ꯏꯐꯤꯁꯤꯑꯦꯟꯁꯤ ꯐꯒꯠꯍꯟꯕꯅꯤ꯫ ꯃꯁꯤꯗ ꯑꯌꯥꯝꯕꯅ ꯇꯦꯁ꯭ꯠ ꯇꯧꯕ, ꯗꯤꯄꯂꯣꯏ ꯇꯧꯕ ꯑꯃꯁꯨꯡ ꯌꯦꯡꯁꯤꯟꯅꯕ ꯑꯣꯇꯣꯃꯦꯁꯟ ꯇꯨꯜꯁꯤꯡ ꯁꯤꯖꯤꯟꯅꯕ ꯌꯥꯎꯏ꯫ ꯈꯨꯗꯝ ꯑꯗꯨꯒ ꯂꯣꯏꯅꯅꯥ ꯆꯠꯅꯕ ꯌꯥꯕ ꯐꯤꯚꯝ ꯑꯃꯒꯤ ꯈꯨꯗꯝ ꯑꯃ ꯄꯤꯌꯨ꯫ ꯃꯤꯑꯣꯏ ꯃꯇꯝ ꯄꯨꯝꯅꯃꯛꯇ ꯃꯈꯣꯏꯒꯤ ꯑꯁꯣꯏꯕꯁꯤꯡꯒꯤꯗꯃꯛ ꯃꯤꯑꯣꯏ ꯗꯣꯁ ꯇꯧꯏ꯫ ꯈꯨꯗꯝ ꯑꯁꯤꯒ ꯂꯣꯏꯅꯅ ꯆꯠꯄ ꯌꯥꯕ ꯐꯤꯚꯝ ꯑꯃꯥ ꯍꯥꯏꯕꯁꯤ ꯊꯕꯛ ꯃꯐꯝ ꯑꯃꯗ ꯑꯣꯏꯕ ꯌꯥꯏ, ꯃꯐꯝ ꯑꯗꯨꯗ ꯃꯔꯨꯞ ꯑꯅꯤ, ꯃꯤꯑꯣꯏ ꯑꯦ ꯑꯃꯁꯨꯡ ꯃꯤꯑꯣꯏ ꯕꯤꯅ ꯄꯨꯟꯅ ꯄ꯭ꯔꯣꯖꯦꯛ ꯑꯃꯗ ꯊꯕꯛ ꯇꯧꯔꯤ꯫ ꯀꯔꯤꯒꯨꯝꯕ ꯋꯥꯐꯝ ꯑꯃꯥ ꯁꯣꯛꯄ ꯅꯠꯇꯔꯒ ꯄ꯭ꯔꯣꯖꯦꯛꯇ ꯑꯗꯨꯗ ꯊꯦꯡꯊꯕ ꯃꯇꯝ ꯈꯨꯗꯤꯡꯗ, ꯃꯤꯑꯣꯏ ꯂꯦꯞꯇꯅ ꯗꯣꯁ ꯑꯗꯨ ꯃꯤꯑꯣꯏ ꯁꯤꯟꯅꯩ, ꯀꯔꯤꯒꯨꯝꯕ ꯃꯈꯣꯏꯒꯤ ꯑꯁꯣꯏꯕ ꯑꯣꯏꯗ꯭ꯔꯕꯁꯨ꯫ ꯃꯤꯑꯣꯏ ꯀꯩꯗꯧꯉꯩꯗꯥ ꯃꯁꯥꯒꯤ ꯑꯣꯏꯕ ꯑꯁꯣꯏꯕꯁꯤꯡ ꯅꯠꯇꯔꯒ ꯄ꯭ꯔꯣꯕ꯭ꯂꯦꯝ ꯑꯗꯨꯗ ꯀꯟꯇꯔꯤꯕ꯭ꯌꯨꯁꯟꯁꯤꯡꯒꯤ ꯗꯥꯏꯇꯕ ꯂꯧꯗꯦ, ꯑꯃꯁꯨꯡ ꯃꯗꯨꯒꯤ ꯃꯍꯨꯠꯇ ꯗꯣꯁ ꯄꯨꯝꯅꯃꯛ ꯃꯤꯑꯣꯏ ꯊꯝꯃꯤ, ꯂꯃꯆꯠ-ꯁꯥꯖꯠ ꯑꯁꯤꯅ ꯊꯕꯛ ꯇꯧꯃꯤꯟꯅꯔꯤꯕ ꯃꯤꯑꯣꯏ ꯑꯅꯤꯒꯤ ꯃꯔꯛ ꯇꯦꯟꯁꯟ ꯑꯃꯁꯨꯡ ꯋꯥꯈꯜ ꯂꯥꯡꯇꯛꯅꯕ ꯊꯣꯛꯍꯟꯕ ꯌꯥꯏ꯫